ꯅꯨꯃꯤꯗꯥꯡꯒꯤ ꯆꯥꯛꯆꯥ-ꯌꯨꯊꯛ ꯑꯃꯒꯤꯗꯃꯛ ꯗꯦꯖꯔꯠ ꯑꯅꯤ ꯄꯤꯌꯨ꯫ ꯆꯣꯀꯣꯂꯦꯠ ꯐꯣꯟꯗꯨ: ꯃꯁꯤ ꯅꯍꯥꯛꯀꯤ ꯃꯤꯊꯨꯡꯂꯦꯟꯁꯤꯡꯅ ꯌꯥꯝꯅ ꯄꯥꯝꯅꯕ ꯅꯨꯡꯉꯥꯏꯕ ꯑꯃꯁꯨꯡ ꯏꯟꯇꯔꯦꯛꯇꯤꯕ ꯗꯦꯖꯔꯠ ꯑꯃꯅꯤ꯫ ꯆꯣꯀꯣꯂꯦꯠꯀꯤ ꯐꯣꯟꯠ ꯑꯃ ꯄꯨꯔꯛꯎ ꯅꯠꯇ꯭ꯔꯒ ꯆꯣꯀꯣꯂꯦꯠ ꯈꯔꯥ ꯇꯔꯨ ꯇꯅꯥꯟꯅ ꯊꯖꯤꯜꯂꯨ ꯑꯃꯁꯨꯡ ꯃꯗꯨ ꯁ꯭ꯀꯦꯋꯔ ꯑꯃꯁꯨꯡ ꯃꯅꯥ-ꯃꯁꯤꯡꯒꯤ ꯃꯈꯜ ꯀꯌ, ꯍꯥꯏꯕꯗꯤ ꯊꯥꯎ ꯊꯣꯛꯄ ꯁ꯭ꯇꯔꯣꯕꯦꯔꯤ, ꯕꯦꯅꯥ, ꯑꯃꯁꯨꯡ ꯄꯥꯏꯞꯂꯥꯏꯟ, ꯂꯣꯏꯅꯅ ꯃꯥꯔꯁꯃꯦꯂꯣ, ꯀꯨꯀꯤ ꯅꯠꯇꯔꯒ ꯄꯥꯎꯟꯗ ꯀꯦꯛ ꯌꯥꯎꯅ ꯄꯤꯖꯕꯤꯌꯨ꯫ ꯇꯤꯔꯥꯃꯤꯁꯨꯒꯤ ꯖꯥꯔꯁꯁꯤꯡ: ꯏꯇꯥꯂꯤꯒꯤ ꯀ꯭ꯂꯥꯁꯤꯛ ꯗꯦꯖꯔꯠ ꯑꯃ ꯑꯣꯏꯔꯤꯕ ꯇꯤꯔꯥꯃꯤꯁꯨ ꯑꯁꯤ ꯔꯤꯆ ꯑꯃꯁꯨꯡ ꯀ꯭ꯔꯤꯝ ꯌꯥꯎꯕ ꯃꯁꯀꯥꯔꯄꯣꯟ ꯃꯎꯁꯀꯤ ꯂꯦꯌꯔꯁꯤꯡ, ꯑꯦꯁꯄ꯭ꯔꯦꯁꯣ ꯁꯣꯛ ꯇꯧꯔꯕ ꯂꯦꯗꯤꯐꯤꯡꯒꯔꯁꯤꯡ, ꯑꯃꯁꯨꯡ ꯀꯣꯀꯣ ꯄꯥꯎꯗꯔꯒꯤ ꯃꯩꯁꯥꯅ ꯁꯦꯝꯕꯅꯤ꯫ ꯃꯁꯤ ꯃꯤꯑꯣꯏ ꯑꯃꯃꯝꯒꯤ ꯖꯥꯔꯁꯤꯡꯗ ꯄꯤꯌꯨ, ꯅꯨꯃꯤꯗꯥꯡꯒꯤ ꯆꯥꯛꯂꯦꯟ ꯊꯣꯡꯕꯒꯤ ꯑꯔꯣꯏꯕꯗ ꯏꯂꯤꯖꯦꯟꯠ ꯑꯃꯁꯨꯡ ꯐꯖꯅ ꯄꯤꯖꯕ ꯑꯣꯄꯁꯟ ꯑꯃꯒꯤꯗꯃꯛ꯫ ꯇꯦꯛꯁ ꯑꯗꯨ ꯄꯤꯔꯒ, ꯄꯤꯔꯤꯕ ꯂꯦꯕꯦꯜꯁꯤꯡ ꯑꯗꯨ ꯁꯤꯖꯤꯟꯅꯗꯨꯅ ꯀ꯭ꯂꯥꯁꯤꯐꯤꯀꯦꯁꯟ ꯑꯥꯎꯠꯄꯨꯠ ꯑꯃ ꯖꯦꯅꯦꯔꯦꯠ ꯇꯧ꯫ ꯑꯩꯒꯤ ꯄꯣꯠꯆꯩ ꯒꯤꯅꯤ ꯄꯤꯒ ꯑꯁꯤ ꯑꯁꯨꯛ ꯌꯥꯝꯅ ꯀꯨꯏꯅ ꯑꯃꯁꯨꯡ ꯅꯨꯡꯁꯤꯕ ꯌꯥꯏ꯫ ꯂꯦꯕꯦꯜ: ꯄꯣꯖꯤꯇꯤꯕ ꯅꯥꯠꯇ꯭ꯔꯒ ꯀꯝꯄ꯭ꯂꯤꯃꯦꯟꯇꯔꯤ ꯑꯣꯏꯕ꯫ ꯃꯈꯥꯗ ꯄꯤꯔꯤꯕ ꯗꯦꯇꯥ ꯑꯁꯤꯒꯤ ꯁ꯭ꯇꯦꯇꯤꯁ꯭ꯇꯤꯀꯦꯜ ꯑꯦꯅꯥꯂꯥꯏꯁꯤꯁ ꯑꯃ ꯄꯤꯕ꯫ ꯄꯤꯔꯤꯕ ꯗꯦꯇꯥ ꯑꯁꯤꯅ ꯃꯤꯑꯣꯏ ꯇꯔꯨꯛ ꯀꯤ ꯁꯦꯠ ꯑꯃꯒꯤ ꯆꯍꯤꯁꯤꯡ ꯎꯠꯂꯤ꯫ ꯃꯣꯗ: ꯑꯃꯠꯇ ꯐꯪꯗꯦ, ꯃꯔꯝꯗꯤ ꯃꯁꯤꯡ ꯑꯃꯠꯇ ꯑꯃꯨꯛ ꯍꯟꯅ ꯊꯣꯛꯇꯦ꯫ ꯃꯁꯤꯅ ꯆꯍꯤꯁꯤꯡꯒꯤ ꯁꯟꯗꯣꯛꯄꯒꯤ ꯆꯥꯡ ꯑꯗꯨ ꯃꯤꯅꯗꯒꯤ ꯂꯦꯞꯊꯣꯛꯏ꯫ ꯃꯁꯤ ꯚꯦꯂ꯭ꯌꯨꯁꯤꯡꯒꯤ ꯁ꯭ꯀꯣꯌꯔ ꯈꯦꯠꯅꯕꯁꯤꯡꯒꯤ ꯆꯥꯡꯆꯠꯇ ꯑꯣꯏꯕ ꯁ꯭ꯀꯋꯦꯔ ꯔꯨꯠ ꯑꯗꯨ ꯃꯤꯟꯗꯒꯤ ꯂꯧꯗꯨꯅ ꯂꯦꯞꯊꯣꯛꯏ꯫ ꯋꯥꯍꯩ ꯄꯔꯦꯡ ꯑꯗꯨꯗꯒꯤ ꯋꯥꯍꯩ ꯄꯔꯦꯡꯁꯤꯡꯒꯤ ꯂꯤꯁ ꯑꯃ ꯁꯦꯝꯕ ꯉꯝꯒꯗ꯭ꯔꯥ? ꯃꯣꯗꯦꯜ ꯑꯁꯤ ꯃꯈꯜ ꯀꯌꯥꯒꯤ ꯃꯑꯣꯡ ꯃꯇꯧꯁꯤꯡꯗ ꯑꯃꯁꯨꯡ ꯇꯣꯉꯥꯟ ꯇꯣꯉꯥꯟꯕ ꯍꯤꯔꯝꯁꯤꯡꯗ ꯃꯤꯑꯣꯏꯕꯒ ꯃꯥꯟꯅꯕ ꯇꯦꯛꯁꯁꯤꯡ ꯁꯦꯝꯒꯠꯅꯕ ꯁꯦꯝꯈꯤꯕꯅꯤ꯫ ꯃꯗꯨꯒꯤ ꯃꯇꯨꯡꯗ ꯃꯣꯗꯦꯜ ꯑꯁꯤꯅ ꯃꯤꯑꯣꯏꯕꯒꯤ ꯂꯣꯜꯒꯤ ꯃꯑꯣꯡ ꯃꯇꯧ ꯑꯃꯁꯨꯡ ꯁ꯭ꯇꯔꯛꯆꯔꯒꯤ ꯃꯇꯥꯡꯗ ꯃꯃꯥꯡꯗ ꯇ꯭ꯔꯦꯟ ꯇꯧꯔꯕ ꯂꯧꯁꯤꯡ ꯑꯁꯤ ꯁꯤꯖꯤꯟꯅꯗꯨꯅ ꯄ꯭ꯔꯣꯝꯞꯇꯒꯤ ꯃꯈꯥ ꯆꯠꯊꯕ ꯇꯦꯛꯁ ꯑꯗꯨ ꯆꯨꯝꯅ ꯑꯃꯁꯨꯡ ꯃꯍꯧꯁꯥꯒꯤ ꯑꯣꯏꯕ ꯃꯑꯣꯡꯗ ꯁꯣꯟꯊꯕ ꯃꯑꯣꯡꯗ ꯁꯦꯝꯒꯠꯂꯤ꯫ ꯃꯤꯑꯣꯏ ꯑꯃꯅ ꯎꯃꯪꯗ ꯀꯦꯝꯞ ꯇꯧꯕ ꯆꯠꯄꯗ ꯃꯊꯧ ꯇꯥꯕ ꯌꯥꯝꯗ꯭ꯔꯕꯗ ꯄꯣꯠꯂꯝ ꯃꯉꯥꯒꯤ ꯂꯤꯁ ꯑꯃ ꯁꯦꯝꯃꯨ꯫ ꯇꯦꯟꯠ: ꯇꯦꯟꯠ ꯑꯃ ꯍꯥꯏꯕꯁꯤ ꯅꯣꯡꯖꯨ-ꯅꯨꯡꯁꯥ ꯑꯃꯁꯨꯡ ꯂꯝꯂꯛꯀꯤ ꯁꯥ-ꯎꯆꯦꯛꯁꯤꯡꯗꯒꯤ ꯉꯥꯛꯊꯣꯛꯅꯕ ꯑꯃꯁꯨꯡ ꯉꯥꯛꯊꯣꯛꯅꯕ ꯌꯥꯝꯅ ꯃꯔꯨꯑꯣꯏ꯫ ꯁ꯭ꯂꯤꯄꯤꯡ ꯕꯦꯒ: ꯅꯨꯃꯤꯗꯥꯡꯒꯤ ꯃꯇꯛꯗ ꯅꯨꯡꯉꯥꯏꯅ ꯇꯨꯝꯕ ꯉꯝꯅꯕ ꯁ꯭ꯂꯤꯄꯤꯡ ꯕꯦꯒ ꯑꯃ ꯃꯊꯧ ꯇꯥꯏ, ꯃꯔꯝꯗꯤ ꯃꯁꯤꯅ ꯏꯟꯁꯨꯂꯦꯁꯟ ꯑꯃꯁꯨꯡ ꯄꯦꯗꯤꯡ ꯄꯤ꯫ ꯕꯦꯛꯄꯦꯛ: ꯕꯦꯛꯄꯦꯛ ꯑꯃꯅ ꯇꯉꯥꯏꯐꯗꯕ ꯄꯣꯠꯂꯝ ꯄꯨꯝꯅꯃꯛ, ꯍꯥꯏꯕꯗꯤ ꯆꯥꯅꯕ, ꯏꯁꯤꯡ, ꯑꯃꯁꯨꯡ ꯁꯄ꯭ꯂꯥꯏꯁꯤꯡ ꯄꯨꯕ ꯃꯊꯧ ꯇꯥꯏ꯫ ꯃꯩ ꯆꯥꯛꯄ: ꯃꯩ ꯊꯥꯅꯕ ꯄꯣꯠꯁꯛ ꯑꯃ, ꯍꯥꯏꯕꯗꯤ ꯃꯦꯆ ꯅꯠꯇ꯭ꯔꯒ ꯂꯥꯏꯇꯔ ꯑꯁꯤ ꯆꯥꯛ ꯊꯣꯡꯅꯕ ꯑꯃꯁꯨꯡ ꯅꯨꯡꯉꯥꯏꯅꯕ ꯀꯦꯝꯞ ꯐꯥꯏꯑꯔ ꯑꯃ ꯍꯧꯕꯗ ꯃꯔꯨꯑꯣꯏ ꯐꯥꯔꯁ ꯑꯦꯏꯗ ꯀꯤꯠ: ꯐꯥꯔꯁ ꯑꯦꯏꯗ ꯀꯤꯠ ꯑꯁꯤ ꯎꯃꯪꯗ ꯀꯦꯝꯞ ꯇꯧꯕ ꯃꯇꯝꯗ ꯊꯣꯛꯄ ꯑꯁꯣꯛ-ꯑꯄꯟ ꯅꯠꯇ꯭ꯔꯒ ꯑꯅꯥꯕ ꯑꯃꯍꯦꯛꯇꯕꯨ ꯂꯥꯌꯦꯡꯕꯗ ꯌꯥꯝꯅ ꯃꯔꯨꯑꯣꯏ꯫ ꯊꯥꯔꯗ ꯄꯔꯁꯟ ꯄꯣꯏꯟꯠ ꯑꯣꯐ ꯚꯤꯎꯗ ꯁꯦꯟꯁꯟ ꯑꯗꯨ ꯑꯃꯨꯛ ꯍꯟꯅ ꯏꯌꯨ꯫ ꯑꯩꯅ ꯁ꯭ꯇꯣꯔꯗ ꯆꯠꯄ ꯄꯥꯝꯃꯤ꯫ ꯃꯍꯥꯛ ꯅꯠꯇ꯭ꯔꯒ ꯃꯈꯣꯏꯅ ꯁ꯭ꯇꯣꯔꯗ ꯆꯠꯄ ꯄꯥꯝꯃꯤ꯫ ꯑꯀꯣꯌꯔꯣꯟꯗ ꯀꯥꯔꯕꯣꯟ ꯗꯥꯏꯑꯣꯛꯁꯥꯏꯗꯀꯤ ꯃꯔꯨꯑꯣꯏꯕ ꯑꯗꯨ ꯁꯟꯗꯣꯛꯅ ꯇꯥꯛꯄꯤꯌꯨ꯫ ꯀꯥꯔꯕꯣꯟ ꯗꯥꯏꯑꯣꯛꯁꯥꯏꯗ ꯑꯁꯤ ꯑꯀꯣꯌꯔꯣꯟꯒꯤ ꯈ꯭ꯋꯥꯏꯗꯒꯤ ꯃꯔꯨꯑꯣꯏꯕ ꯀꯝꯄꯣꯅꯦꯟꯠ ꯑꯃꯅꯤ꯫ ꯃꯁꯤ ꯑꯌꯥꯝꯕꯅ ꯄꯣꯂꯨꯁꯟ ꯑꯃ ꯑꯣꯏꯅ ꯈꯟꯅꯔꯕꯁꯨ, ꯇꯁꯦꯡꯕꯗꯤ ꯃꯁꯤ ꯄ꯭ꯔꯤꯊꯤꯕꯤꯗ ꯂꯩꯔꯤꯕ ꯄꯨꯟꯁꯤꯒꯤꯗꯃꯛꯇ ꯌꯥꯝꯅ ꯃꯔꯨꯑꯣꯏ꯫ ꯄꯥꯝꯕꯤꯁꯤꯡꯅ ꯐꯣꯇꯣꯁꯤꯟꯊꯦꯁꯤꯁꯀꯤ ꯃꯅꯨꯡꯗ꯫